ꯑꯥꯔꯇꯤꯐꯤꯁꯤꯑꯦꯜ ꯏꯟꯇꯦꯂꯤꯖꯦꯁꯀꯤ ꯗꯃꯛꯇ ꯈ꯭ꯋꯥꯏꯗꯒꯤ ꯁꯤꯖꯤꯟꯅꯕ ꯄ꯭ꯔꯣꯒ꯭ꯔꯥꯃꯤꯡ ꯂꯦꯡꯒꯨꯌꯦꯖ ꯈꯔꯒꯤ ꯃꯃꯤꯡ ꯊꯣꯟꯕꯤꯌꯨ꯫ ꯃꯈꯥꯗꯥ ꯑꯥꯔꯇꯤꯐꯤꯁꯤꯑꯦꯜ ꯏꯟꯇꯦꯂꯤꯖꯦꯁ ꯑꯃꯁꯨꯡ ꯃꯦꯁꯤꯟ ꯂꯔꯅꯤꯡꯒꯤꯗꯃꯛꯇ ꯃꯍꯧꯁꯥꯅ ꯁꯤꯖꯤꯟꯅꯕ ꯄ꯭ꯔꯣꯒ꯭ꯔꯥꯃꯤꯡ ꯂꯣꯜ ꯈꯔꯥ ꯌꯥꯎꯔꯤ: ꯄꯥꯏꯊꯣꯟ: ꯃꯁꯤꯒꯤ ꯂꯥꯏꯕꯛ ꯐꯕ ꯑꯃꯁꯨꯡ ꯄꯥꯛ ꯆꯥꯎꯔꯕ ꯂꯥꯏꯕ꯭ꯔꯦꯔꯤ ꯑꯃꯁꯨꯡ ꯐ꯭ꯔꯦꯝꯋꯥ꯭ꯔꯛꯁꯤꯡ ꯑꯁꯤꯅ ꯃꯔꯝ ꯑꯣꯏꯗꯨꯅ ꯑꯥꯔꯇꯤꯐꯤꯁꯤꯑꯦꯜ ꯏꯟꯇꯦꯂꯤꯖꯦꯁ ꯀꯤ ꯄꯣꯄꯨꯂꯔ ꯆꯣꯏꯆ ꯑꯣꯏꯔꯤ꯫ ꯑꯥꯔ: ꯁ꯭ꯇꯦꯇꯤꯁ꯭ꯇꯤꯀꯦꯜ ꯑꯦꯅꯥꯂꯥꯏꯁꯤꯁ ꯑꯃꯁꯨꯡ ꯗꯦꯇꯥ ꯚꯤꯖꯨꯑꯦꯂꯥꯏꯖꯦꯁꯟꯒꯤ ꯁꯛꯇꯤ ꯂꯩꯕꯥ ꯂꯣꯜ ꯑꯃꯅꯤ, ꯃꯁꯤ ꯑꯌꯥꯝꯕꯅ ꯃꯦꯁꯤꯟ ꯂꯔꯅꯤꯡꯗ ꯁꯤꯖꯤꯟꯅꯩ꯫ ꯖꯥꯚꯥ: ꯃꯁꯤꯒꯤ ꯁ꯭ꯀꯦꯂꯦꯕꯤꯂꯤꯇꯤ ꯑꯃꯁꯨꯡ ꯁꯤꯖꯤꯟꯅꯕꯗ ꯂꯥꯏꯕ ꯃꯑꯣꯡ ꯑꯁꯤꯅ ꯃꯁꯤꯕꯨ ꯑꯆꯧꯕ ꯑꯥꯔꯇꯤꯐꯤꯁꯤꯑꯦꯜ ꯏꯟꯇꯦꯂꯤꯖꯦꯁ ꯑꯃꯁꯨꯡ ꯃꯦꯁꯤꯟ ꯂꯔꯅꯤꯡ ꯄ꯭ꯔꯣꯖꯦꯛꯁꯤꯡꯗ ꯑꯐꯕꯥ ꯑꯣꯞꯁꯟ ꯑꯃ ꯑꯣꯏꯍꯜꯂꯤ꯫ ꯁꯤ: ꯌꯥꯝꯅ ꯊꯨꯅ ꯑꯦꯛꯁꯦꯁꯤꯕꯜ ꯑꯃꯁꯨꯡ ꯏꯐꯤꯁꯤꯑꯦꯟꯁꯤꯒꯤꯗꯃꯛ ꯈꯪꯅꯔꯕ ꯁꯤ ꯑꯁꯤ ꯄꯔꯐꯣꯃꯦꯟꯁ ꯌꯥꯝꯅ ꯃꯔꯨ ꯑꯣꯏꯕ ꯐꯤꯚꯝꯁꯤꯡꯗ ꯁꯤꯖꯤꯟꯅꯩ꯫ ꯂꯤꯁ꯭ꯞ: ꯍꯧꯖꯤꯛ ꯐꯥꯎꯕ ꯁꯤꯖꯤꯟꯅꯔꯤꯕꯥ ꯈ꯭ꯋꯥꯏꯗꯒꯤ ꯑꯔꯤꯕ ꯄ꯭ꯔꯣꯒ꯭ꯔꯥꯃꯤꯡ ꯂꯣꯜꯁꯤꯡꯒꯤ ꯃꯅꯨꯡꯗ ꯑꯃꯅꯤ꯫ ꯄ꯭ꯔꯣꯂꯣꯒ: ꯃꯁꯤ ꯁꯤꯝꯕꯣꯂꯤꯛ ꯏꯟꯐꯣꯔꯃꯦꯁꯟ ꯄ꯭ꯔꯣꯁꯦꯁ ꯇꯧꯅꯕ ꯗꯤꯖꯥꯏꯟ ꯇꯧꯕ ꯑꯃꯁꯨꯡ ꯅꯦꯆꯔꯦꯜ ꯂꯦꯡꯒꯨꯌꯦꯖ ꯄ꯭ꯔꯣꯁꯦꯁꯤꯡ ꯑꯃꯁꯨꯡ ꯑꯣꯇꯣꯃꯦꯇꯦꯠ ꯔꯤꯖꯅꯤꯡꯒꯨꯝꯕ ꯂꯝꯁꯤꯡꯗ ꯑꯥꯔꯇꯤꯐꯤꯁꯤꯑꯦꯜ ꯏꯟꯇꯦꯂꯤꯖꯦꯁ ꯑꯦꯄ꯭ꯂꯤꯀꯦꯁꯟꯁꯤꯡꯒꯤꯗꯃꯛꯇ ꯌꯥꯝꯅ ꯆꯨꯅꯕ ꯂꯣꯖꯤꯛ ꯄ꯭ꯔꯣꯒ꯭ꯔꯥꯃꯤꯡ ꯂꯦꯡꯒꯨꯌꯦꯖ ꯑꯃꯅꯤ꯫ ꯖꯨꯂꯤꯌꯥ: ꯌꯥꯝꯅ ꯊꯨꯅ ꯊꯕꯛ ꯇꯧꯕꯥ ꯑꯃꯁꯨꯡ ꯐ꯭ꯂꯦꯛꯁꯤꯕꯜ ꯁꯤꯟꯇꯦꯛꯁꯀꯤꯗꯃꯛ ꯑꯥꯔꯇꯤꯐꯤꯁꯤꯑꯦꯜ ꯏꯟꯇꯦꯂꯤꯖꯦꯁ ꯑꯃꯁꯨꯡ ꯃꯦꯁꯤꯟ ꯂꯔꯅꯤꯡ ꯀꯝꯃ꯭ꯌꯨꯅꯤꯇꯤꯗ ꯃꯤꯌꯥꯝꯅ ꯄꯥꯝꯅꯕ ꯍꯦꯡꯒꯠꯂꯛꯂꯤꯕ ꯑꯅꯧꯕ ꯂꯣꯜ ꯑꯃꯅꯤ꯫ ꯐꯣꯁꯤꯜ ꯐ꯭ꯌꯨꯑꯦꯜ ꯁꯤꯖꯤꯟꯅꯕꯒ ꯆꯥꯡꯗꯝꯅꯕꯗ ꯁꯣꯂꯥꯔ ꯏꯅꯔꯖꯤ ꯁꯤꯖꯤꯟꯅꯕꯒꯤ ꯀꯥꯟꯅꯕꯁꯤꯡ ꯆꯥꯡꯗꯝꯅꯕ ꯫ ꯁꯣꯂꯥꯔ ꯏꯅꯔꯖꯤ ꯑꯃꯁꯨꯡ ꯐꯣꯁꯤꯜ ꯐ꯭ꯌꯨꯑꯦꯜ ꯑꯁꯤ ꯑꯩꯈꯣꯏꯒꯤ ꯈꯨꯟꯅꯥꯏꯒꯤ ꯃꯇꯝ ꯄꯨꯝꯅꯃꯛꯇ ꯍꯦꯡꯒꯠꯂꯛꯂꯤꯕ ꯏꯅꯔꯖꯤꯒꯤ ꯃꯊꯧ ꯇꯥꯕꯁꯤꯡ ꯑꯗꯨ ꯐꯪꯍꯟꯅꯕ ꯁꯤꯖꯤꯟꯅꯈꯤꯕ ꯏꯅꯔꯖꯤꯒꯤ ꯑꯆꯧꯕ ꯁꯣꯔꯁ ꯑꯅꯤꯅꯤ꯫ ꯑꯅꯤꯃꯛꯀꯤ ꯀꯥꯟꯅꯕꯁꯤꯡ ꯂꯩꯔꯕꯁꯨ ꯃꯈꯣꯏꯒꯤ ꯀꯥꯟꯅꯕꯁꯤꯡꯒꯤ ꯃꯇꯥꯡꯗꯁꯨ ꯃꯁꯛ ꯊꯣꯛꯄ ꯈꯦꯠꯅꯕ ꯂꯩ꯫ ꯁꯣꯂꯥꯔ ꯑꯦꯅꯔꯖꯤꯒꯤ ꯀꯥꯟꯅꯕꯁꯤꯡ: ꯔꯤꯅ꯭ꯌꯨꯑꯦꯕꯜ ꯑꯃꯁꯨꯡ ꯁ꯭ꯁꯇꯦꯅꯦꯕꯜ ꯑꯣꯏꯕ ꯑꯦꯅꯔꯖꯤꯒꯤ ꯁꯣꯔꯁ: ꯁꯣꯂꯥꯔ ꯑꯦꯅꯔꯖꯤ ꯑꯁꯤ ꯁ꯭ꯁꯇꯦꯅꯦꯕꯜ ꯑꯣꯏꯕ ꯑꯃꯁꯨꯡ ꯀꯩꯗꯧꯉꯩꯗ ꯂꯣꯏꯁꯤꯟꯕ ꯉꯝꯗꯕ ꯔꯤꯅ꯭ꯌꯨꯑꯦꯕꯜ ꯔꯤꯁꯣꯔꯁ ꯑꯃꯅꯤ꯫ ꯅꯨꯃꯤꯠꯀꯤ ꯃꯉꯥꯜꯕ ꯃꯩꯗꯥ ꯑꯣꯟꯊꯣꯛꯄ ꯉꯝꯕ ꯁꯣꯂꯥꯔ ꯄꯦꯅꯦꯜꯁꯤꯡ ꯊꯝꯗꯨꯅ ꯅꯠꯇꯔꯒ ꯁꯣꯂꯥꯔ ꯊꯔꯃꯦꯜ ꯇꯦꯛꯅꯣꯂꯣꯖꯤ ꯁꯤꯖꯤꯟꯅꯗꯨꯅ ꯏꯁꯤꯡ ꯅꯠꯇꯔꯒ ꯅꯨꯡꯁꯤꯠ ꯁꯦꯡꯗꯣꯛꯇꯨꯅ ꯁꯤꯖꯤꯟꯅꯕ ꯌꯥꯏ꯫ ꯑꯦꯅꯚꯥꯏꯔꯟꯃꯦꯟꯠ ꯐ꯭ꯔꯦꯟꯗꯂꯤ: ꯁꯣꯂꯥꯔ ꯑꯦꯅꯔꯖꯤꯅ ꯃꯥꯡ-ꯇꯥꯛꯅꯤꯡꯉꯥꯏ ꯑꯣꯏꯕ ꯄꯣꯂꯨꯁꯟ ꯅꯠꯇꯔꯒ ꯒ꯭ꯔꯤꯟꯍꯥꯎꯁ ꯒ꯭ꯌꯥꯁ ꯑꯃꯠꯇ ꯊꯣꯛꯍꯟꯗꯦ, ꯃꯔꯝ ꯑꯗꯨꯅ ꯃꯁꯤ ꯁꯦꯡꯂꯕ ꯑꯃꯁꯨꯡ ꯑꯀꯣꯏꯔꯣꯟꯒ ꯆꯥꯟꯅꯕ ꯏꯅꯔꯖꯤꯒꯤ ꯁꯣꯔꯁ ꯑꯃ ꯑꯣꯏꯍꯜꯂꯤ꯫ ꯃꯃꯜ ꯍꯣꯡꯕ: ꯆꯍꯤ ꯀꯌꯥꯗꯒꯤ ꯁꯣꯂꯥꯔ ꯏꯅꯔꯖꯤ ꯄꯨꯊꯣꯛꯄꯒꯤ ꯃꯃꯜ ꯑꯁꯤ ꯌꯥꯝꯅ ꯍꯟꯊꯔꯛꯄꯅ ꯃꯔꯝ ꯑꯣꯏꯗꯨꯅ ꯃꯁꯤ ꯀꯌꯥ ꯑꯃꯒꯤꯗꯃꯛ ꯁꯦꯜ-ꯊꯨꯝꯒꯤ ꯑꯣꯏꯅ ꯆꯠꯅꯕ ꯌꯥꯕꯥ ꯑꯣꯞꯁꯟ ꯑꯃꯥ ꯑꯣꯏꯔꯦ꯫ ꯁꯣꯂꯥꯔ ꯄꯦꯅꯦꯜꯁꯤꯡ ꯏꯟꯁ꯭ꯇꯣꯜ ꯇꯧꯕꯒꯤ ꯑꯍꯥꯟꯕ ꯏꯅꯚꯦꯁꯠꯃꯦꯟꯠ ꯑꯗꯨ ꯑꯃꯨꯛ ꯍꯟꯅ ꯐꯪꯂꯕ ꯃꯇꯨꯡꯗ, ꯄꯨꯊꯣꯛꯄꯥ ꯏꯅꯔꯖꯤ ꯑꯗꯨ ꯚꯔꯆꯨꯑꯦꯜ ꯑꯣꯏꯅ ꯐ꯭ꯔꯤ ꯑꯣꯏ꯫ ꯐꯣꯁꯤꯜ ꯐ꯭ꯌꯨꯑꯦꯜꯒꯤ ꯀꯥꯟꯅꯕꯁꯤꯡ: ꯄꯥꯛ-ꯆꯥꯎꯅ ꯐꯪꯂꯤꯕ: ꯐꯣꯁꯤꯜ ꯐ꯭ꯌꯨꯑꯦꯜꯁꯤꯡ ꯑꯁꯤ ꯄꯥꯛ-ꯆꯥꯎꯅ ꯐꯪꯏ ꯑꯃꯁꯨꯡ ꯌꯥꯝꯅ ꯂꯥꯏꯅ ꯐꯪꯒꯅꯤ꯫ ꯃꯈꯣꯏ ꯑꯁꯤ ꯍꯧꯖꯤꯛ ꯏꯟꯗ꯭ꯁꯇꯔꯤꯁꯤꯡ, ꯌꯨꯝꯁꯤꯡ, ꯑꯃꯁꯨꯡ ꯒꯥꯔꯤꯁꯤꯡꯒꯤꯗꯃꯛꯇ ꯈ꯭ꯋꯥꯏꯗꯒꯤ ꯌꯥꯝꯅ ꯁꯤꯖꯤꯟꯅꯕ ꯏꯅꯔꯖꯤ ꯑꯃꯁꯨꯡ ꯄꯥꯋꯔꯒꯤ ꯁꯣꯔꯁꯅꯤ꯫ ꯑꯋꯥꯡꯕ ꯑꯦꯅꯔꯖꯤ ꯗꯦꯟꯁꯤꯇꯤ: ꯐꯣꯁꯤꯜ ꯐ꯭ꯌꯨꯑꯦꯜꯁꯤꯡꯗ ꯑꯦꯅꯔꯖꯤ ꯗꯦꯟꯁꯤꯇꯤ ꯋꯥꯡꯏ, ꯃꯁꯤꯅ ꯇꯥꯛꯄꯗꯤ ꯑꯄꯤꯛꯄ ꯐ꯭ꯌꯨꯑꯦꯜ ꯑꯃꯅ ꯑꯆꯧꯕ ꯑꯦꯅꯔꯖꯤ ꯄꯨꯊꯣꯛꯄ ꯉꯝꯃꯤ꯫ ꯊꯥꯖꯕ ꯌꯥꯕ: ꯐꯣꯁꯤꯜ ꯐ꯭ꯌꯨꯑꯦꯜꯁꯤꯡ ꯑꯁꯤ ꯅꯣꯡꯖꯨ-ꯅꯨꯡꯁꯥꯒꯤ ꯐꯤꯚꯝ ꯌꯦꯡꯗꯅ ꯄꯨꯡ ꯈꯨꯗꯤꯡꯒꯤ ꯃꯩ ꯄꯨꯊꯣꯛꯄꯗ ꯁꯤꯖꯤꯟꯅꯕ ꯌꯥꯕꯅ ꯃꯔꯝ ꯑꯣꯏꯗꯨꯅ ꯊꯥꯖꯕ ꯌꯥꯕ ꯏꯅꯔꯖꯤꯒꯤ ꯁꯣꯔꯁ ꯑꯃꯅꯤ꯫ ꯑꯗꯨꯝ ꯑꯣꯏꯅꯃꯛ, ꯐꯣꯁꯤꯜ ꯐ꯭ꯌꯨꯑꯦꯜꯁꯤꯡ ꯃꯩ ꯆꯥꯛꯄꯅ ꯑꯀꯣꯏꯔꯣꯟꯗ ꯃꯥꯡ-ꯇꯥꯛꯅꯤꯡꯉꯥꯏ ꯑꯣꯏꯕ ꯄꯣꯂꯨꯁꯅꯁꯤꯡ ꯑꯃꯁꯨꯡ ꯒ꯭ꯔꯤꯅꯍꯥꯎꯁ ꯒ꯭ꯌꯥꯁꯁꯤꯡ ꯊꯥꯗꯣꯛꯏ, ꯃꯁꯤꯅꯥ ꯀ꯭ꯂꯥꯏꯃꯦꯠ ꯆꯦꯟꯖ ꯑꯃꯁꯨꯡ ꯑꯦꯌꯔ ꯄꯣꯂꯨꯁꯟꯗ ꯃꯇꯦꯡ ꯄꯥꯡꯏ ꯍꯥꯏꯕꯁꯤ ꯌꯥꯝꯅ ꯃꯔꯨꯑꯣꯏ꯫ ꯃꯁꯤꯒꯤ ꯃꯊꯛꯇ, ꯐꯣꯁꯤꯜ ꯐ꯭ꯌꯨꯑꯦꯜꯁꯤꯡ ꯑꯁꯤ ꯅꯟ-ꯔꯤꯅ꯭ꯌꯨꯑꯦꯕꯜ ꯔꯤꯁꯣꯔꯁꯁꯤꯡꯅꯤ ꯑꯃꯁꯨꯡ ꯑꯔꯣꯏꯕꯗ ꯂꯣꯏꯁꯤꯟꯒꯅꯤ꯫ ꯃꯁꯤꯒꯤ ꯑꯣꯟꯅ-ꯇꯩꯅꯕꯗꯥ, ꯁꯣꯂꯥꯔ ꯏꯅꯔꯖꯤ ꯑꯁꯤ ꯁꯦꯡꯂꯕ ꯑꯃꯁꯨꯡ ꯔꯤꯅ꯭ꯌꯨꯑꯦꯕꯜ ꯑꯣꯏꯕ ꯑꯜꯇꯔꯅꯦꯇꯤꯕ ꯑꯃꯅꯤ ꯑꯃꯁꯨꯡ ꯃꯁꯤ ꯍꯦꯟꯅ ꯃꯃꯜ ꯍꯣꯡꯕ ꯑꯃꯁꯨꯡ ꯄꯥꯛ ꯁꯟꯅ ꯐꯪꯂꯤꯕ ꯑꯣꯏꯔꯛꯂꯤ꯫ ꯑꯇꯦꯟꯕ ꯃꯇꯝꯒꯤ ꯑꯣꯏꯅ ꯁꯣꯂꯥꯔ ꯏꯅꯔꯖꯤ ꯁꯤꯖꯤꯟꯅꯕꯅ ꯑꯀꯣꯏꯕꯒꯤ ꯐꯤꯕꯝ ꯑꯃꯁꯨꯡ ꯁꯦꯟꯃꯤꯠꯂꯣꯟꯒꯤ ꯀꯥꯟꯅꯕ ꯀꯌꯥ ꯑꯃꯥ ꯄꯤꯕ ꯉꯝꯒꯅꯤ꯫